ꯂꯤꯁꯤꯡ ꯑꯅꯤ ꯀꯨꯟ ꯗ ꯁꯦꯝꯕ ꯅꯠꯇꯅ ꯀꯩꯗꯧꯉꯩꯗꯁꯨ ꯀ꯭ꯂꯤꯟ-ꯁꯦꯚ ꯅꯠꯇ꯭ꯔꯒ ꯁꯝ ꯃꯆꯨ ꯁꯪꯕ ꯑꯣꯏꯅ ꯎꯠꯈꯤꯗꯦ, ꯃꯁꯤ ꯑꯥꯏꯁꯂꯦꯟꯗꯔ ꯁ꯭ꯅꯣꯔꯤ ꯁ꯭ꯇꯨꯔꯂꯨꯁꯟꯅ ꯑꯃꯨꯛ ꯍꯟꯅ ꯁꯦꯝꯒꯠꯈꯤꯕ ꯅꯣꯔ꯭ꯁꯀꯤ ꯑꯔꯤꯕ ꯋꯥꯔꯤꯁꯤꯡꯒꯤ ꯑꯔꯤꯕ ꯋꯥꯔꯤ ꯑꯃ ꯑꯣꯏꯔꯤꯕ, ꯈ꯭ꯔꯤꯁꯇ꯭ꯌꯥꯟꯒꯤ ꯃꯇꯥꯡꯗ ꯏꯕꯅꯤ꯫ ꯑꯇꯣꯞꯄ ꯃꯐꯝ ꯑꯃꯗ, ꯑꯃꯁꯨꯡ ꯆꯥꯎꯔꯥꯛꯅ ꯃꯃꯤ ꯈꯨꯗꯤꯡꯃꯛꯇ, ꯊꯣꯔ ꯑꯁꯤ ꯃꯇꯝ ꯄꯨꯝꯅꯃꯛꯇ ꯑꯉꯥꯡꯕ ꯁꯝ ꯁꯥꯡꯕ ꯑꯃꯁꯨꯡ ꯑꯆꯧꯕ ꯀꯣꯏ ꯑꯃꯒ ꯂꯣꯏꯅꯅ ꯎꯠꯂꯤ, ꯑꯌꯥꯝꯕꯅ ꯍꯤꯡꯁꯥꯒꯤ ꯑꯇꯣꯞꯄ ꯃꯑꯣꯡꯁꯤꯡ ꯈꯟꯅꯗꯅ ꯑꯆꯧꯕ ꯃꯤꯑꯣꯏꯁꯤꯡꯒꯤ ꯃꯥꯌꯣꯛꯇ ꯂꯥꯟꯊꯦꯡꯅꯕꯗ ꯆꯣꯡꯊꯕ ꯅꯠꯇ꯭ꯔꯒ ꯗ꯭ꯋꯥꯔꯕꯁꯤꯡꯕꯨ ꯍꯥꯠꯈꯤꯗꯕ ꯑꯣꯏꯅ ꯎꯠꯂꯤ꯫ ꯃꯍꯥꯛ ꯑꯁꯤ ꯊꯥꯏꯅꯒꯤ ꯋꯥꯔꯤ ꯀꯌꯥꯗ ꯏꯁꯤꯡꯒ ꯌꯥꯝꯅ ꯅꯛꯅ ꯃꯔꯤ ꯂꯩꯅꯩ ꯑꯃꯁꯨꯡ ꯑꯇꯣꯞꯄꯁꯤꯡꯅ ꯆꯠꯈꯤꯕꯗꯒꯤ ꯍꯦꯟꯅ ꯁꯃꯨꯗ꯭ꯔꯗ ꯍꯤ ꯍꯣꯟꯕ ꯑꯃꯁꯨꯡ ꯈꯨꯗꯣꯡꯊꯤꯅꯤꯡꯉꯥꯏ ꯑꯣꯏꯕ ꯇꯨꯔꯦꯜꯁꯤꯡ ꯂꯥꯟꯊꯣꯛꯄꯁꯨ ꯎꯠꯂꯤ ꯉꯝꯈꯩꯁꯤꯡ ꯂꯧꯊꯣꯛꯈꯤꯕ ꯅꯠꯇ꯭ꯔꯒ ꯂꯝꯖꯤꯡꯕ ꯑꯃ ꯑꯣꯏꯅ ꯊꯥꯖꯕ ꯃꯤꯑꯣꯏ ꯑꯃꯒꯤ ꯃꯃꯥꯡꯗ ꯆꯠꯂꯤꯕ ꯉꯥꯛꯁꯦꯟꯕ ꯂꯥꯏ ꯑꯃ ꯑꯣꯏꯅ ꯃꯍꯥꯛꯀꯤ ꯊꯧꯗꯥꯡꯒꯤ ꯃꯁꯛ ꯑꯅꯤꯃꯛꯅꯤ꯫ ꯚꯥꯏꯀꯤꯡ ꯑꯦꯖ ꯁ꯭ꯀꯦꯟꯗꯤꯅꯦꯚꯤꯌꯟꯁꯤꯡꯅ ꯃꯔꯨꯑꯣꯏꯅ ꯊꯣꯔꯕꯨ ꯁꯃꯨꯗ꯭ꯔ ꯀꯌꯥꯗ ꯂꯝꯖꯤꯡꯕ ꯑꯃꯁꯨꯡ ꯅꯣꯡꯂꯩ-ꯅꯨꯡꯁꯤꯠꯁꯤꯡꯗꯒꯤ ꯉꯥꯛꯊꯣꯛꯄꯤꯕ ꯑꯃ ꯑꯣꯏꯅ ꯈꯛꯇ ꯅꯠꯇꯅ ꯂꯥꯟꯗ ꯆꯦꯝꯄ꯭ꯌꯟ ꯑꯃꯥ ꯑꯣꯏꯅ ꯏꯀꯥꯏ ꯈꯨꯝꯅꯈꯤ꯫ ꯑꯗꯨꯝ ꯑꯣꯏꯅꯃꯛ, ꯊꯣꯔ ꯑꯁꯤ ꯚꯥꯏꯀꯤꯡ ꯂꯥꯟꯃꯤꯒꯤ ꯄꯥꯝꯖꯕ ꯂꯥꯏ ꯈꯛꯇ ꯅꯠꯇꯦ, ꯃꯔꯝꯗꯤ ꯃꯍꯥꯛꯀꯤ ꯄꯥꯡꯒꯜ ꯑꯃꯁꯨꯡ ꯑꯀꯛꯅꯕ ꯈꯨꯗꯣꯡꯆꯥꯗꯕ ꯑꯃꯍꯦꯛꯇꯗ ꯍꯛꯊꯦꯡꯅꯅ ꯄꯥꯎꯈꯨꯝ ꯄꯤꯕ ꯑꯁꯤ ꯚꯥꯏꯀꯤꯡ ꯑꯦꯖꯀꯤ ꯈꯨꯟꯅꯥꯏꯒꯤ ꯀꯥꯡꯂꯨꯞꯁꯤꯡꯒꯤ ꯃꯇꯥꯡꯗ ꯆꯞ ꯃꯥꯟꯅꯅ ꯄꯨꯛꯅꯤꯡ ꯆꯤꯡꯁꯤꯟꯅꯤꯡꯉꯥꯏ ꯑꯣꯏꯈꯤ꯫ ꯂꯧꯃꯤ ꯑꯃ, ꯐꯤ ꯁꯥꯕ ꯑꯃ ꯅꯠꯇ꯭ꯔꯒ ꯕ꯭ꯔꯤꯋꯦꯔ ꯑꯃꯅ ꯃꯈꯣꯏ ꯃꯁꯥꯒꯤ ꯑꯋꯥꯕꯁꯤꯡ ꯊꯦꯡꯅꯕꯒꯨꯝꯅ ꯌꯨꯝꯒꯤ ꯑꯣꯏꯕ ꯁꯤꯡꯅꯕꯁꯤꯡꯗ ꯃꯇꯦꯡ ꯄꯥꯡꯅꯕ ꯌꯨꯝꯕꯤ ꯅꯨꯄꯤ ꯑꯃꯅ ꯊꯣꯔꯕꯨ ꯀꯧꯕ ꯌꯥꯏ ꯑꯃꯁꯨꯡ ꯃꯍꯥꯛꯀꯤ ꯃꯤꯌꯥꯝꯅ ꯄꯥꯝꯅꯕ ꯑꯗꯨꯅ ꯄ꯭ꯔꯃꯥꯟ ꯇꯧꯔꯕ ꯃꯇꯨꯡ ꯏꯟꯅ, ꯊꯣꯔꯅ ꯃꯈꯣꯏꯕꯨ ꯃꯇꯦꯡ ꯄꯥꯡꯒꯅꯤ꯫ ꯃꯔꯝ ꯑꯁꯤꯅ ꯊꯣꯔ ꯑꯁꯤ ꯃꯤꯑꯣꯏ ꯈꯨꯗꯤꯡꯃꯛꯀꯤ ꯅꯣꯔ꯭ꯁꯀꯤ ꯂꯥꯏ ꯑꯣꯏꯔꯛꯈꯤ꯫ ꯀꯅꯥꯒꯨꯝꯕ ꯑꯃꯍꯦꯛꯇꯒ ꯃꯔꯤ ꯂꯩꯅꯕ ꯌꯥꯕ ꯀꯃꯟ-ꯁꯦꯟꯁ, ꯅꯣꯟ-ꯅꯣꯟꯁ ꯂꯥꯏ ꯑꯃꯁꯨꯡ ꯃꯤꯄꯨꯝ ꯈꯨꯗꯤꯡꯃꯛꯅ ꯃꯈꯥ ꯄꯣꯟꯕ ꯌꯥꯏ꯫ ꯋꯥꯔꯤ ꯂꯥꯏ ꯑꯗꯨꯕꯨ ꯎꯠꯂꯤꯕ ꯋꯥꯔꯤꯁꯤꯡ ꯑꯁꯤꯅ, ꯃꯍꯥꯛꯀꯤ ꯃꯄꯥꯡꯒꯜ ꯑꯃꯁꯨꯡ ꯈꯥꯡꯕ ꯉꯝꯗꯕ ꯑꯗꯨ ꯊꯦꯡꯊꯕꯒ ꯂꯣꯏꯅꯅ ꯎꯠꯄꯒꯤ ꯃꯊꯛꯇ, ꯄꯨꯝꯅꯃꯛꯅ ꯃꯍꯥꯛꯀꯤ ꯊꯥꯖꯕ ꯌꯥꯕ ꯑꯗꯨꯗ ꯑꯀꯟꯕ ꯋꯥꯐꯝ ꯊꯝꯂꯤ꯫ ꯊꯣꯔꯕꯨ ꯑꯩꯈꯣꯏꯕꯨ ꯃꯥꯏꯊꯤꯕ ꯄꯤꯔꯛꯄ ꯃꯇꯝꯗꯁꯨ, ꯃꯍꯥꯛꯀꯤ ꯃꯃꯥꯡꯗ ꯃꯥꯏꯄꯥꯛꯈꯤꯕꯁꯤꯡ ꯑꯃꯁꯨꯡ ꯇꯨꯡꯗ ꯃꯥꯏꯄꯥꯛꯀꯅꯤ ꯍꯥꯏꯅ ꯊꯥꯖꯕ ꯄꯤꯕꯅ ꯃꯍꯥꯛꯄꯨ ꯉꯥꯛꯄꯤ; ꯃꯍꯥꯛꯅ ꯂꯥꯟ ꯑꯃ ꯃꯥꯏ ꯄꯥꯛꯄ ꯉꯝꯗꯕ ꯌꯥꯏ ꯑꯗꯨꯕꯨ ꯑꯔꯣꯏꯕꯗ ꯂꯥꯟ ꯑꯗꯨ ꯃꯥꯏ ꯄꯥꯛꯀꯅꯤ꯫ ꯊꯣꯔꯅ ꯃꯥꯏ ꯄꯥꯛꯄ ꯉꯝꯗꯕ ꯋꯥꯔꯤꯁꯤꯡ ꯑꯁꯤ ꯍꯥꯏꯕ ꯃꯇꯤꯛ ꯆꯥꯗꯦ ꯍꯥꯏꯅ ꯍꯥꯏꯅ ꯍꯥꯏꯅ ꯍꯥꯏꯔꯕꯁꯨ, ꯃꯁꯤꯒꯤ ꯃꯅꯨꯡꯗ ꯀꯌꯥ ꯑꯃꯗꯤ ꯈ꯭ꯋꯥꯏꯗꯒꯤ ꯃꯃꯤꯡ ꯆꯠꯄꯁꯤꯡꯒꯤ ꯃꯅꯨꯡꯗ ꯑꯃꯅꯤ꯫ ꯃꯁꯤꯒꯤ ꯃꯅꯨꯡꯗ ꯑꯃꯗꯤ ꯑꯆꯧꯕ ꯎꯠꯒꯔꯗꯥ-ꯂꯣꯀꯤꯒꯤ ꯀꯦꯁꯜ ꯑꯃꯁꯨꯡ ꯊꯣꯔꯗ ꯁꯥꯟꯅꯈꯤꯕ ꯊꯧꯑꯣꯡ ꯑꯍꯨꯝꯒ ꯃꯔꯤ ꯂꯩꯅꯩ꯫ ꯊꯣꯔꯅ ꯃꯍꯥꯛꯀꯤ ꯃꯤꯑꯣꯏꯕꯒꯤ ꯃꯤꯅꯥꯏ ꯊꯖꯜꯐꯤꯒ ꯅꯠꯇ꯭ꯔꯒ ꯂꯣꯀꯤꯒ ꯂꯣꯏꯅꯅ ꯇꯣꯏꯅ ꯆꯠꯈꯤ ꯑꯗꯨꯕꯨ ꯈꯣꯡꯆꯠ ꯑꯁꯤꯗ ꯃꯍꯥꯛ ꯑꯅꯤꯃꯛꯀ ꯂꯣꯏꯅꯈꯤ꯫ ꯃꯈꯣꯏꯅ ꯎꯃꯪꯗ ꯁ꯭ꯀ꯭ꯔꯤꯃꯤꯔ ꯀꯧꯕ ꯑꯆꯧꯕ ꯑꯃꯒ ꯊꯦꯡꯅꯩ, ꯃꯍꯥꯛꯅ ꯆꯥꯅꯕ ꯈꯥꯎ ꯑꯗꯨ ꯄꯨꯅꯕ ꯍꯥꯏꯖꯩ ꯑꯗꯨꯕꯨ ꯊꯣꯔꯅ ꯍꯥꯡꯗꯣꯛꯄ ꯉꯝꯗꯕ ꯃꯑꯣꯡꯗ ꯌꯥꯝꯅ ꯆꯦꯠꯅ ꯐꯥꯖꯤꯜꯂꯤ꯫ ꯇꯣꯉꯥꯟ-ꯇꯣꯉꯥꯟꯕ ꯃꯇꯝ ꯑꯍꯨꯝꯗ ꯊꯣꯔꯅ ꯁ꯭ꯀ꯭ꯔꯤꯃꯤꯔꯕꯨ ꯃꯍꯥꯛꯀꯤ ꯈꯨꯗꯣꯜꯅ ꯂꯥꯟꯗꯥꯏ ꯑꯗꯨꯒ ꯑꯆꯧꯕ ꯑꯗꯨꯅ ꯇꯨꯝꯃꯤ ꯑꯗꯨꯕꯨ ꯃꯍꯩ ꯑꯃꯠꯇ ꯍꯩꯇꯦ ꯂꯩꯇꯦ; ꯃꯇꯝ ꯈꯨꯗꯤꯡꯒꯤ ꯁ꯭ꯀ꯭ꯔꯤꯃꯤꯔꯅ ꯍꯧꯒꯠꯂꯛꯏ ꯑꯃꯁꯨꯡ ꯃꯍꯥꯛꯀꯤ ꯃꯀꯣꯛꯇ ꯃꯅꯥ ꯅꯠꯇ꯭ꯔꯒ ꯑꯦꯀꯣꯔ꯭ꯟ ꯑꯃ ꯇꯥꯈ꯭ꯔꯕ꯭ꯔꯥ ꯍꯥꯏꯅ ꯍꯪꯏ꯫ ꯁ꯭ꯀ꯭ꯔꯤꯃꯤꯔꯅ ꯃꯈꯣꯏꯕꯨ ꯊꯥꯗꯣꯛꯂꯕ ꯃꯇꯨꯡꯗ, ꯃꯈꯣꯏ ꯑꯍꯨꯝ ꯑꯗꯨꯅ ꯑꯆꯧꯕ ꯎꯠꯒꯔꯗꯥ-ꯂꯣꯀꯤꯒꯤ ꯂꯥꯟꯕꯟꯗ ꯌꯧꯔꯛꯏ, ꯃꯍꯥꯛꯅ ꯃꯈꯣꯏꯕꯨ ꯌꯥꯝꯅ ꯄꯤꯛꯄꯒꯤꯗꯃꯛ ꯅꯣꯛꯅꯤꯡꯕ ꯐꯣꯡꯗꯣꯛꯏ ꯑꯃꯁꯨꯡ ꯀꯔꯤꯒꯨꯝꯕ ꯃꯈꯣꯏꯅ ꯂꯩꯕ ꯄꯥꯝꯂꯕꯗꯤ, ꯃꯈꯣꯏ ꯃꯈꯣꯏꯒꯤ ꯃꯇꯤꯛ ꯆꯥꯕ ꯑꯗꯨ ꯎꯠꯂꯤꯕ ꯑꯊꯣꯏ-ꯑꯍꯦꯟ ꯇꯥꯟꯅꯕꯁꯤꯡꯗ ꯍꯦꯟꯗꯥꯟꯅꯒꯗꯕꯅꯤ ꯍꯥꯏꯅ ꯍꯥꯏ꯫ ꯂꯣꯀꯤꯅ ꯈ꯭ꯋꯥꯏꯗꯒꯤ ꯌꯥꯡꯅ ꯆꯥꯕꯗ ꯍꯦꯟꯗꯥꯟꯅꯅꯕ ꯍꯥꯏꯔꯤ ꯑꯃꯁꯨꯡ ꯎꯠꯒꯔꯗꯥ-ꯂꯣꯀꯤꯒꯤ ꯀꯣꯔꯠꯀꯤ ꯂꯣꯒꯤꯒ ꯊꯦꯡꯅꯩ꯫ ꯂꯣꯀꯤꯅ ꯇ꯭ꯔꯐꯇ ꯂꯩꯕ ꯁꯥ ꯄꯨꯝꯅꯃꯛ ꯆꯥꯏ ꯑꯗꯨꯕꯨ ꯂꯣꯒꯤꯅ ꯁꯥ, ꯁꯔꯨ ꯑꯃꯁꯨꯡ ꯆꯐꯨ ꯃꯁꯥꯃꯛꯄꯨ ꯆꯥꯏ; ꯃꯔꯝ ꯑꯁꯤꯅ ꯂꯣꯖꯤꯕꯨ ꯃꯥꯏꯄꯥꯛꯂꯕ ꯑꯣꯏꯅ ꯂꯥꯎꯊꯣꯛꯏ꯫ ꯃꯊꯪꯗ, ꯊꯖꯥꯜꯐꯤꯅ ꯂꯝꯖꯦꯜ ꯑꯃ ꯆꯦꯟꯅꯕ ꯍꯥꯏꯖꯩ ꯑꯃꯁꯨꯡ ꯑꯍꯨꯝꯂꯛ ꯃꯍꯥꯛꯀꯤ ꯃꯥꯌꯣꯛꯅꯔꯤꯕ ꯍꯨꯒꯤꯗ ꯃꯥꯏꯊꯤꯈꯤ꯫